ꯐꯦꯕꯤꯌꯁ ꯒꯔꯒꯦꯁꯅ ꯑꯦꯚꯦꯟꯇꯥꯏꯟ ꯍꯤꯜꯗ ꯂꯩꯕ ꯚꯤꯅꯁ ꯑꯣꯕꯁꯦꯀ꯭ꯋꯦꯟꯁ (ꯑꯣꯕꯦꯗꯤꯌꯦꯟꯠ ꯚꯤꯅꯁ)ꯗ ꯑꯣꯏꯈꯤ꯫ ꯑꯗꯨꯝ ꯑꯣꯏꯅꯃꯛ, ꯂꯥꯏꯁꯪ ꯑꯁꯤ ꯒ꯭ꯔꯤꯛꯀꯤ ꯃꯑꯣꯡꯁꯤꯡ (ꯑꯦꯐ꯭ꯔꯣꯗꯥꯏꯠꯀꯤ ꯆꯠꯅꯕꯤꯁꯤꯡ)ꯒ ꯂꯣꯏꯅꯅ ꯁꯟꯗꯣꯛꯈꯤ ꯑꯃꯁꯨꯡ ꯃꯁꯤ ꯑꯅꯧꯕ ꯁꯦꯝꯈꯤꯕ ꯑꯃ ꯑꯣꯏꯈꯤꯗꯦ꯫ ꯈ꯭ꯔꯤꯁ꯭ꯇꯒꯤ ꯃꯃꯥꯡ ꯆꯍꯤ ꯆꯅꯤꯒꯥ ꯇꯔꯥꯇꯔꯦꯠꯇ ꯁꯤꯕꯤꯂꯥꯏꯟ ꯑꯣꯔꯦꯀꯜꯅ ꯋꯥꯐꯝ ꯊꯝꯈꯤ ꯃꯗꯨꯗꯤ ꯀꯔꯤꯒꯨꯝꯕ ꯔꯣꯝꯅ (ꯃꯇꯝ ꯑꯗꯨꯗ ꯑꯅꯤꯁꯨꯕ ꯄꯨꯅꯤꯛ ꯂꯥꯟꯗ ꯃꯥꯏꯊꯤꯈꯤꯕ) ꯚꯤꯅꯁ ꯑꯦꯔꯤꯁꯤꯅꯥ (ꯑꯦꯔꯤꯛꯁꯀꯤ ꯚꯤꯅꯁ)ꯕꯨ ꯀꯥꯔꯊꯥꯖꯤꯅꯤꯌꯟ ꯁꯤꯂꯤꯁꯤꯌꯟꯒꯤ ꯃꯔꯨꯞꯁꯤꯡꯗꯒꯤ ꯔꯣꯃꯥꯟꯁꯤꯡꯗ ꯃꯍꯥꯛꯀꯤ ꯊꯥꯖꯕ ꯑꯗꯨ ꯍꯣꯡꯗꯣꯛꯄ ꯉꯝꯂꯕꯗꯤ ꯂꯥꯟ ꯑꯗꯨ ꯃꯥꯏ ꯄꯥꯛꯀꯅꯤ꯫ ꯔꯣꯝꯅ ꯑꯦꯔꯤꯛꯁꯄꯨ ꯂꯥꯟꯗꯥꯈꯤ, ꯂꯥꯏꯔꯦꯝꯕꯤ ꯑꯗꯨꯕꯨ ꯑꯊꯣꯏꯕ ꯂꯥꯏꯁꯪ ꯑꯃ ꯀꯠꯈꯤ, ꯑꯃꯁꯨꯡ ꯃꯍꯥꯛꯀꯤ ꯃꯃꯤ ꯑꯗꯨ ꯔꯣꯝꯗ ꯑꯃꯨꯛ ꯍꯟꯅ ꯄꯨꯈꯤ꯫ ꯃꯄꯥꯟ ꯂꯩꯕꯥꯛꯀꯤ ꯃꯃꯤ ꯑꯁꯤꯅ ꯑꯔꯣꯏꯕꯗ ꯔꯣꯝꯒꯤ ꯚꯤꯅꯁ ꯖꯦꯅꯦꯇ꯭ꯔꯤꯛꯁ (ꯚꯤꯅꯁ ꯗ ꯃꯗꯔ) ꯑꯣꯏꯔꯛꯈꯤ꯫ ꯀꯦꯄꯤꯇꯣꯂꯤꯟ ꯍꯤꯜꯗ ꯂꯩꯕ ꯚꯤꯅꯁ ꯖꯦꯅꯦꯇ꯭ꯔꯤꯛꯁꯀꯤ ꯑꯀꯣꯏꯕꯗ ꯁꯦꯝꯕ ꯆꯠꯅꯕꯤ ꯑꯁꯤ ꯑꯋꯥꯡꯕ ꯊꯥꯛꯀꯤ ꯀꯥꯡꯂꯨꯞꯁꯤꯡꯒꯤꯗꯃꯛꯇ ꯈꯥꯛꯇꯨꯅ ꯊꯝꯈꯤ, ꯑꯗꯨꯕꯨ ꯈ꯭ꯔꯤꯁ꯭ꯇꯒꯤ ꯃꯃꯥꯡ ꯆꯥꯝꯃꯥꯒ ꯃꯔꯐꯨꯃꯥꯊꯣꯏ ꯑꯃꯁꯨꯡ ꯈ꯭ꯔꯤꯁ꯭ꯇꯒꯤ ꯃꯃꯥꯡ ꯆꯥꯝꯃꯥꯒ ꯇꯔꯥꯃꯔꯤꯗ ꯚꯤꯅꯁ ꯑꯦꯔꯤꯁꯤꯅꯥ ꯑꯃꯁꯨꯡ ꯚꯤꯅꯁ ꯚꯔꯇꯤꯀꯣꯔꯗꯤꯌꯥ (ꯚꯤꯅꯁ ꯗ ꯆꯦꯟꯖꯔ ꯑꯣꯐ ꯍꯥꯔ꯭ꯠꯁ)ꯒꯤ ꯂꯥꯏꯁꯪꯁꯤꯡ ꯑꯃꯁꯨꯡ ꯆꯠꯅꯕꯤ ꯑꯁꯤ ꯄ꯭ꯂꯦꯕꯤꯌꯟꯁꯤꯡꯒꯤꯗꯃꯛꯇ ꯂꯤꯡꯈꯠꯈꯤ꯫ ꯚꯤꯅꯁꯀꯤ ꯊꯥ ꯑꯁꯤ ꯃꯍꯥꯛꯀꯤ ꯀꯨꯝꯍꯩ ꯑꯌꯥꯝꯕ ꯄꯥꯡꯊꯣꯛꯈꯤꯕ ꯃꯇꯝꯗ ꯑꯦꯄ꯭ꯔꯤꯜ (ꯌꯦꯅꯤꯡꯊꯥ ꯑꯃꯁꯨꯡ ꯂꯩꯍꯥꯎ ꯆꯦꯟꯕꯒꯤ ꯍꯧꯔꯛꯄ) ꯑꯣꯏꯈꯤ꯫ ꯑꯦꯄ꯭ꯔꯤꯜ ꯑꯃꯗ ꯚꯦꯅꯦꯔꯥꯂꯤꯌꯥ ꯀꯧꯕ ꯚꯤꯅꯁ ꯚꯔꯇꯤꯀꯣꯔꯗꯤꯌꯥꯒꯤ ꯏꯀꯥꯏꯈꯨꯝꯅꯕ ꯎꯠꯄ ꯀꯨꯝꯍꯩ ꯑꯃ ꯄꯥꯡꯊꯣꯛꯈꯤ꯫ ꯇꯥꯡ ꯀꯨꯟꯍꯨꯝꯗꯣꯏꯗ ꯚꯤꯅꯥꯂꯤꯌꯥ ꯎꯔꯕꯥꯅꯥ ꯄꯥꯡꯊꯣꯛꯈꯤ ꯃꯗꯨ ꯚꯤꯅꯁ (ꯄ꯭ꯔꯣꯐꯦꯟ ꯋꯥꯏꯟꯒꯤ ꯂꯥꯏꯔꯦꯝꯕꯤ) ꯑꯃꯁꯨꯡ ꯖꯨꯄꯤꯇꯔ ꯑꯅꯤꯃꯛꯀꯤ ꯃꯅꯨꯡ ꯆꯟꯕ ꯋꯥꯏꯟꯒꯤ ꯀꯨꯝꯍꯩ ꯑꯃꯅꯤ꯫ ꯚꯤꯅꯥꯂꯤꯌꯥ ꯔꯨꯁ꯭ꯇꯤꯁꯤꯌꯥ ꯑꯁꯤ ꯑꯣꯒꯁ꯭ꯠ ꯇꯔꯥꯗ ꯄꯥꯡꯊꯣꯛꯈꯤ꯫ ꯃꯁꯤ ꯚꯤꯅꯁꯀꯤ ꯈ꯭ꯋꯥꯏꯗꯒꯤ ꯑꯔꯤꯕ ꯀꯨꯝꯍꯩ ꯑꯣꯏꯈꯤ ꯑꯃꯁꯨꯡ ꯃꯍꯥꯛꯀꯤ ꯃꯑꯣꯡ ꯑꯗꯨ ꯚꯤꯅꯁ ꯑꯣꯕꯁꯦꯀ꯭ꯋꯦꯟꯁ ꯑꯣꯏꯅ ꯃꯔꯤ ꯂꯩꯅꯈꯤ꯫ ꯁꯦꯞꯇꯦꯝꯕꯔ ꯀꯨꯟꯇꯔꯨꯛ ꯑꯁꯤ ꯔꯣꯝꯒꯤ ꯃꯃꯥ ꯑꯃꯁꯨꯡ ꯉꯥꯛꯄꯤ-ꯁꯦꯟꯕꯤꯕ ꯚꯤꯅꯁ ꯖꯦꯅꯦꯇ꯭ꯔꯤꯛꯁꯀꯤ ꯀꯨꯝꯍꯩꯒꯤ ꯇꯥꯡ ꯑꯣꯏꯈꯤ꯫ ꯂꯩꯉꯥꯛꯂꯣꯟ ꯔꯣꯃꯥꯟ ꯔꯤꯄꯕ꯭ꯂꯤꯛ ꯂꯣꯏꯁꯤꯜꯂꯛꯄꯗ, ꯔꯣꯃꯥꯟ ꯈꯔꯅ ꯚꯤꯅꯁꯀꯤ ꯑꯄꯥꯝꯕꯗ ꯗꯥꯕꯤ ꯇꯧꯈꯤ ꯑꯃꯁꯨꯡ ꯃꯁꯤꯒꯤꯗꯃꯛꯇ ꯑꯊꯣꯏ-ꯑꯍꯦꯟ ꯇꯥꯟꯅꯈꯤ, ꯃꯗꯨꯗꯤ ꯁꯨꯜꯂꯥ (ꯐꯦꯂꯤꯛꯁ ꯍꯥꯏꯕ ꯃꯤꯡ ꯑꯁꯤ ꯂꯧꯕ, ꯂꯦꯇꯤꯟꯅ ꯂꯥꯏꯕꯛ ꯐꯕ, ꯑꯃꯁꯨꯡ ꯚꯤꯅꯁ ꯐꯦꯂꯤꯛꯁꯄꯨ ꯃꯍꯥꯛꯀꯤ ꯂꯥꯏꯒꯤ ꯑꯣꯏꯕ ꯑꯄꯥꯝꯕꯗ ꯊꯥꯒꯠꯄ), ꯄꯣꯝꯄꯤ (ꯈ꯭ꯔꯤꯁꯇꯒꯤ ꯃꯃꯥꯡ ꯆꯍꯤ ꯌꯥꯡꯈꯩꯃꯉꯥꯗ ꯚꯤꯅꯁ ꯚꯤꯛꯇ꯭ꯔꯤꯛꯁꯇ ꯂꯥꯏꯁꯪ ꯑꯃ ꯀꯠꯊꯣꯛꯈꯤꯕ- ꯚꯤꯅꯁ ꯑꯣꯐ ꯚꯤꯛꯇꯣꯔꯤ), ꯖꯨꯂꯤꯌꯁ ꯁꯤꯖꯔ (ꯚꯤꯅꯁ ꯚꯤꯛꯇ꯭ꯔꯤꯛꯁ ꯑꯃꯁꯨꯡ ꯚꯤꯅꯁ ꯖꯦꯅꯦꯇ꯭ꯔꯤꯛꯁꯇ ꯑꯄꯥꯝꯕ ꯎꯠꯈꯤꯕ), ꯑꯁꯤꯅꯆꯤꯡꯕꯅꯤ꯫ ꯑꯃꯁꯨꯡ ꯍꯦꯗ꯭ꯔꯤꯌꯟ (ꯃꯍꯥꯛꯅ ꯈ꯭ꯔꯤꯁ꯭ꯠ ꯀꯨꯝꯖꯥ ꯆꯥꯝꯃꯥꯒ ꯀꯨꯟꯊ꯭ꯔꯥꯃꯥꯄꯜꯗ ꯚꯤꯅꯁ ꯑꯃꯁꯨꯡ ꯔꯣꯃꯥ ꯑꯦꯇꯔꯅꯥꯗ ꯂꯥꯏꯁꯪ ꯑꯃ ꯀꯠꯊꯣꯛꯈꯤ ꯏꯇꯔꯅꯦꯜ ꯔꯣꯝ ꯚꯤꯅꯁꯄꯨ ꯔꯣꯃꯥꯟ ꯔꯥꯖ꯭ꯌꯒꯤ ꯉꯥꯛꯁꯦꯟꯕ ꯃꯃꯥ ꯑꯣꯏꯍꯟꯈꯤ꯫ ꯅꯨꯃꯤꯗꯥꯡꯋꯥꯏꯔꯝꯒꯤ ꯊꯋꯥꯟꯃꯤꯆꯥꯛ ꯚꯔꯖꯤꯜꯒꯤ ꯑꯦꯅꯤꯠꯇ, ꯇ꯭ꯔꯣꯖꯟꯒꯤ ꯍꯤꯔꯣ ꯑꯦꯅꯤꯌꯥꯁꯄꯨ ꯃꯍꯥꯛꯀꯤ ꯃꯃꯥꯅ ꯃꯍꯥꯛꯀꯤ ꯑꯇꯤꯌꯥꯒꯤ ꯃꯑꯣꯡ: ꯅꯨꯃꯤꯗꯥꯡꯋꯥꯏꯔꯝꯒꯤ ꯁ꯭ꯇꯥꯔꯗ ꯂꯦꯇꯤꯌꯝꯗ ꯄꯨꯔꯛꯏ꯫ ꯚꯔꯖꯤꯜꯅ ꯖꯨꯂꯤꯌꯁ ꯁꯤꯖꯔꯒꯤ ꯊꯋꯥꯏꯕꯨ ꯁꯔꯒꯗꯥ ꯄꯨꯈꯠꯂꯤ ꯍꯥꯏꯅ ꯍꯥꯏꯔꯤꯕ ꯆꯞ ꯃꯥꯟꯅꯕ ꯁ꯭ꯇꯥꯔ ꯑꯁꯤꯅꯤ꯫ ꯃꯁꯤ ꯚꯤꯅꯁ ꯒ꯭ꯔꯍ ꯑꯁꯤꯒꯤ ꯑꯅꯤꯁꯨꯕ ꯃꯃꯤꯡꯁꯨ ꯑꯣꯏꯔꯤ ꯃꯔꯝꯗꯤ ꯃꯁꯤ ꯅꯨꯃꯤꯗꯥꯡꯒꯤ ꯑꯇꯤꯌꯥꯗ ꯌꯥꯝꯅ ꯉꯥꯟꯕ ꯑꯃꯁꯨꯡ ꯈꯪꯕ ꯉꯝꯃꯤ꯫ ꯁꯤꯟꯂꯣꯟ ꯑꯃꯁꯨꯡ ꯃꯑꯣꯡ ꯃꯇꯧ ꯚꯤꯅꯁꯀꯤ ꯃꯃꯤꯡꯁꯤꯡ ꯑꯁꯤ ꯍꯛꯇꯨꯅ ꯁꯦꯝꯕꯁꯤꯡꯗꯒꯤ ꯍꯧꯔꯒ ꯃꯣꯖꯥꯏꯛꯁꯤꯡꯗꯒꯤ ꯍꯧꯔꯒ ꯂꯥꯏꯁꯪꯁꯤꯡ ꯐꯥꯎꯕ ꯑꯃꯁꯨꯡ ꯌꯨꯝꯒꯤ ꯑꯣꯏꯕ ꯂꯥꯏꯌꯦꯛꯁꯤꯡ ꯑꯃꯁꯨꯡ ꯐ꯭ꯔꯦꯁꯀꯣ ꯐꯥꯎꯕ ꯃꯁꯤꯡ ꯌꯥꯝꯗꯕ ꯃꯑꯣꯡꯁꯤꯡꯗ ꯐꯪꯂꯦ꯫ ꯚꯤꯅꯁ, ꯃꯍꯥꯛꯀꯤ ꯃꯍꯧꯁꯥꯒꯤ ꯐꯖꯕ ꯑꯃꯁꯨꯡ ꯍꯛꯇꯤꯟꯅꯕꯒꯤ ꯃꯑꯣꯡ ꯃꯇꯧꯅ ꯃꯔꯝ ꯑꯣꯏꯗꯨꯅ ꯑꯌꯥꯝꯕꯅ ꯅ꯭ꯌꯨꯗ ꯎꯠꯈꯤ꯫ ꯚꯤꯅꯁꯀꯤ ꯑꯌꯥꯝꯕ ꯃꯤꯇꯝꯁꯤꯡ ꯑꯁꯤ ꯑꯦꯐ꯭ꯔꯣꯗꯥꯏꯠ ꯑꯣꯐ ꯀ꯭ꯅꯤꯗꯁ ꯑꯃꯁꯨꯡ ꯚꯤꯅꯁ ꯗꯦ ꯃꯤꯂꯣꯒ ꯌꯥꯝꯅ ꯅꯛꯅꯕ ꯃꯥꯟꯅꯕ ꯑꯃꯒ ꯃꯥꯟꯅꯩ꯫ ꯑꯗꯨꯝ ꯑꯣꯏꯅꯃꯛ, ꯄꯣꯝꯄꯩꯗꯒꯤ ꯚꯤꯅꯁꯄꯨ ꯇꯣꯉꯥꯟ-ꯇꯣꯉꯥꯟꯕ ꯃꯑꯣꯡꯗ ꯎꯠꯂꯤꯕ ꯑꯐꯕ ꯐꯛꯂꯥꯡꯗ ꯌꯦꯛꯄ ꯂꯥꯏ ꯀꯌꯥ ꯑꯃ ꯂꯩꯔꯤ꯫ ꯚꯤꯅꯁ ꯑꯁꯤ ꯃꯈꯥ ꯇꯥꯅ ꯑꯔꯤꯕ ꯃꯇꯝ ꯑꯃꯁꯨꯡ ꯔꯦꯅꯦꯁꯥꯟꯁꯀꯤ ꯈꯨꯠꯊꯥꯡꯗ ꯀꯨꯟꯁꯨꯕ ꯆꯍꯤꯆꯥ ꯐꯥꯎꯕ ꯈꯨꯠꯅꯥꯏꯕꯁꯤꯡꯒꯤ ꯑꯣꯏꯅ ꯃꯤꯌꯥꯝꯅ ꯄꯥꯝꯅꯕ ꯍꯤꯔꯝ ꯑꯃ ꯑꯣꯏꯗꯨꯅ ꯂꯩꯈꯤ꯫